ꯑꯩꯍꯥꯛ ꯑꯦ.ꯕꯤ.ꯁꯤ. ꯑꯦꯛꯇ. ꯗ ꯅꯧꯅ ꯍꯥꯏꯔꯛꯄ ꯗꯦꯇꯥ ꯁꯥꯏꯟꯇꯤꯁ꯭ꯠ ꯖꯦꯟ ꯁ꯭ꯃꯤꯊꯅꯤ꯫ ꯑꯦ. ꯕꯤ. ꯁꯤ. ꯏ. ꯁꯤ. ꯒꯤ ꯅꯨꯡꯁꯤꯖꯔꯕ ꯏꯔꯩꯕꯥꯛꯆꯥꯁꯤꯡ, ꯑꯩꯍꯥꯛꯅ ꯃꯇꯝ ꯈꯔ ꯂꯧꯗꯨꯅ ꯑꯩꯈꯣꯏꯒꯤ ꯇꯤꯝꯒꯤ ꯑꯅꯧꯕ ꯃꯦꯝꯕꯔ ꯑꯃ ꯑꯣꯏꯅ ꯑꯩꯍꯥꯛ ꯏꯁꯥꯃꯛꯄꯨ ꯈꯪꯍꯟꯕ ꯄꯥꯝꯃꯤ꯫ ꯑꯩꯒꯤ ꯃꯤꯡ ꯖꯦꯟ ꯁ꯭ꯃꯤꯊ ꯀꯧꯏ ꯑꯃꯁꯨꯡ ꯍꯟꯗꯛꯇ ꯑꯩꯍꯥꯛꯄꯨ ꯑꯩꯈꯣꯏꯒꯤ ꯀꯝꯄꯦꯅꯤꯒꯤꯗꯃꯛ ꯗꯦꯇꯥ ꯁꯥꯏꯟꯇꯤꯁ꯭ꯠ ꯑꯃ ꯑꯣꯏꯅ ꯍꯥꯞꯈ꯭ꯔꯦ꯫ ꯑꯩꯍꯥꯛꯅ ꯑꯩꯍꯥꯛꯀꯤ ꯀꯦꯔꯤꯌꯔꯒꯤ ꯑꯅꯧꯕ ꯆꯦꯞꯇꯔ ꯑꯁꯤ ꯍꯧꯗꯣꯛꯄ ꯃꯇꯝꯗ, ꯑꯩꯍꯥꯛꯅ ꯑꯦ. ꯕꯤ. ꯁꯤ. ꯏꯟꯀ. ꯒꯤ ꯁꯔꯨꯛ ꯑꯃ ꯑꯣꯏꯕ ꯑꯃꯁꯨꯡ ꯑꯩꯍꯥꯛꯀꯤ ꯍꯩꯁꯤꯡꯕ ꯑꯃꯁꯨꯡ ꯂꯧꯁꯤꯡ ꯀꯝꯄꯦꯅꯤ ꯑꯁꯤꯗ ꯀꯟꯇ꯭ꯔꯤꯕ꯭ꯌꯨꯠ ꯇꯧꯕꯗ ꯅꯨꯡꯉꯥꯏꯕ ꯐꯥꯎꯏ꯫ ꯑꯩꯍꯥꯛꯅ ꯗꯦꯇꯥ ꯑꯦꯅꯥꯂꯥꯏꯁꯤꯁꯀꯤ ꯃꯇꯥꯡꯗ ꯊꯋꯥꯏ ꯌꯥꯑꯣꯏ ꯑꯃꯁꯨꯡ ꯑꯩꯈꯣꯏꯒꯤ ꯕꯤꯖꯤꯅꯦꯁ ꯑꯁꯤ ꯃꯥꯡꯂꯣꯝꯗ ꯄꯨꯈꯠꯄꯗ ꯃꯇꯦꯡ ꯄꯥꯡꯒꯗꯕ ꯃꯃꯜ ꯌꯥꯝꯂꯕ ꯋꯥꯈꯜꯂꯣꯟꯁꯤꯡ ꯄꯤꯅꯕ ꯊꯧꯅ ꯍꯥꯞꯂꯤ꯫ ꯑꯩꯍꯥꯛꯅ ꯑꯗꯣꯝ ꯄꯨꯝꯅꯃꯛꯀ ꯂꯣꯏꯅꯅ ꯊꯕꯛ ꯇꯧꯃꯤꯟꯅꯅꯕ ꯊꯥꯖꯕ ꯊꯝꯂꯤ ꯑꯃꯁꯨꯡ ꯂꯝ ꯑꯁꯤꯗ ꯑꯩꯍꯥꯛꯀꯤ ꯑꯦꯛꯁꯄꯔꯇꯁꯤꯡꯅ ꯑꯩꯈꯣꯏꯒꯤ ꯇꯤꯝꯗ ꯌꯥꯝꯅ ꯀꯥꯟꯅꯕ ꯄꯤꯒꯅꯤ ꯍꯥꯏꯅ ꯊꯥꯖꯩ꯫ ꯀꯝꯄꯦꯅꯤ ꯑꯁꯤꯒꯤ ꯃꯔꯞꯗ ꯍꯦꯟꯅ ꯈꯪꯅꯕ ꯑꯃꯁꯨꯡ ꯑꯗꯣꯝ ꯈꯨꯗꯤꯡꯃꯛꯄꯨ ꯈꯪꯅꯅꯕ ꯑꯩꯅ ꯌꯥꯝꯅ ꯋꯥꯅ ꯊꯣꯛꯏ꯫ ꯆꯥꯟꯕꯤꯗꯨꯅ ꯑꯩꯒꯤ ꯗꯦꯁ꯭ꯀꯇ ꯊꯨꯡꯂꯕꯤꯌꯨ ꯑꯃꯁꯨꯡ ꯅꯍꯥꯛ ꯅꯁꯥꯕꯨ ꯏꯅꯇ꯭ꯔꯣꯗ꯭ꯌꯨꯁꯟ ꯇꯧꯕꯤꯌꯨ ꯅꯠꯇ꯭ꯔꯒ ꯏꯃꯦꯜ ꯅꯠꯇ꯭ꯔꯒ ꯐꯣꯟꯒꯤ ꯈꯨꯠꯊꯥꯡꯗ ꯑꯩꯉꯣꯟꯗ ꯄꯥꯎ ꯐꯥꯎꯅꯕꯤꯌꯨ ꯫ ꯑꯩꯍꯥꯛꯅ ꯑꯗꯣꯝ ꯄꯨꯝꯅꯃꯛꯀ ꯂꯣꯏꯅꯅ ꯊꯕꯛ ꯇꯧꯃꯤꯟꯅꯅꯕ ꯑꯃꯁꯨꯡ ꯑꯦ. ꯕꯤ. ꯁꯤ. ꯌꯥꯏꯐ-ꯄꯥꯎꯖꯦꯜ ꯄꯤꯖꯔꯤ, ꯑꯦ. ꯕꯤ. ꯁꯤ. ꯏꯟꯀ. ꯒꯤ ꯖꯦꯟ ꯁ꯭ꯃꯤꯊ ꯗꯦꯇꯥ ꯁꯥꯏꯟꯇꯤꯁ꯭ꯠ꯫ ꯂꯤꯔꯤꯛꯁꯤꯡ ꯑꯁꯤ ꯑꯦꯅꯥꯂꯥꯏꯖ ꯇꯧꯕꯤꯌꯨ: "ꯈꯨꯗꯝ ꯑꯣꯏꯅ ꯑꯄꯤꯛꯄ ꯁꯍꯔꯒꯤ ꯅꯨꯄꯤꯃꯆꯥ ꯑꯃ ꯇꯪꯗꯨ ꯂꯩꯇꯥꯕ ꯃꯥꯂꯦꯝ ꯑꯃꯗ ꯍꯤꯡꯂꯤꯕꯥ"꯫ ꯍꯥꯏꯕ ꯋꯥꯍꯩ ꯑꯁꯤ ꯂꯤꯁꯤꯡ ꯑꯃꯒ ꯆꯃꯥꯄꯟ ꯃꯔꯤꯐꯨ ꯃꯥꯊꯣꯏ ꯗ ꯐꯣꯡꯈꯤꯕ ꯖꯔꯅꯤꯒꯤ ꯍꯤꯠ ꯏꯁꯩ ꯗꯒꯤ ꯂꯥꯛꯄꯅꯤ, ꯂꯤꯔꯤꯛꯁꯤꯡ ꯑꯁꯤꯅ ꯏꯁꯩ ꯑꯁꯤꯒꯤ ꯃꯔꯨꯑꯣꯏꯕ ꯁꯛꯇꯝ ꯑꯃ ꯑꯣꯏꯔꯤꯕ ꯅꯨꯄꯤꯃꯆ ꯑꯃꯒꯤ ꯄꯤꯛꯆꯔ ꯑꯃ ꯁꯦꯝꯃꯤ꯫ ꯑꯄꯤꯛꯄ ꯁꯍꯔ ꯑꯃꯗꯒꯤ ꯂꯥꯛꯄ ꯑꯃꯁꯨꯡ ꯃꯍꯥꯛꯀꯤ ꯑꯀꯣꯏꯕꯗ ꯂꯩꯔꯤꯕ ꯑꯆꯧꯕ ꯃꯥꯂꯦꯝ ꯑꯁꯤꯗ ꯃꯔꯤ ꯂꯩꯅꯗꯕ ꯑꯃꯁꯨꯡ ꯇꯪꯗꯨ ꯂꯩꯇꯥꯕ ꯐꯥꯎꯔꯤꯕ꯫ "ꯈꯨꯗꯝ ꯑꯣꯏꯅ" ꯍꯥꯌꯕ ꯋꯥꯍꯩ ꯑꯁꯤꯅ ꯅꯨꯄꯤꯃꯆ ꯑꯗꯨꯅ ꯃꯍꯥꯛꯄꯨ ꯃꯁꯛ ꯈꯪꯗꯕ ꯅꯠꯇ꯭ꯔꯒ ꯃꯔꯨꯑꯣꯏꯕ ꯑꯣꯏꯗꯕ ꯃꯤꯑꯣꯏ ꯑꯃ ꯑꯣꯏꯅ ꯐꯥꯎꯏ ꯍꯥꯢꯕꯁꯤ ꯇꯥꯛꯏ ꯑꯃꯁꯨꯡ "ꯇꯪꯗꯨ ꯂꯩꯇꯥꯕ ꯃꯥꯂꯦꯝ ꯑꯃꯗ ꯍꯤꯡꯂꯤꯕꯥ" ꯍꯥꯏꯕ ꯋꯥꯍꯩ ꯑꯁꯤꯅ ꯃꯍꯥꯛꯀꯤ ꯍꯧꯖꯤꯛ ꯂꯩꯔꯤꯕ ꯑꯀꯣꯌꯔꯣꯟ ꯑꯁꯤꯗ ꯑꯥꯏꯁꯣꯂꯦꯇꯦꯗ ꯑꯃꯁꯨꯡ ꯃꯄꯨꯡ ꯐꯥꯗꯕ ꯐꯥꯎꯏ ꯍꯥꯢꯕꯁꯤ ꯇꯥꯛꯏ꯫ ꯑꯄꯨꯟꯕ ꯑꯣꯏꯅ ꯂꯥꯏꯔꯤꯛꯁꯤꯡ ꯑꯁꯤꯅ ꯋꯥꯈꯜ ꯅꯨꯡꯉꯥꯏꯇꯕ ꯑꯃꯁꯨꯡ ꯍꯦꯟꯅ ꯀꯔꯤꯒꯨꯝꯕ ꯈꯔ ꯄꯥꯝꯖꯕꯒꯤ ꯋꯥꯈꯜꯂꯣꯟ ꯑꯃ ꯐꯣꯡꯗꯣꯛꯏ, ꯃꯈꯣꯢ ꯃꯤꯑꯣꯏ ꯀꯌꯥꯅ ꯃꯈꯣꯏꯅ ꯌꯥꯝꯅ ꯆꯨꯁꯤꯟꯅꯗꯕ ꯅꯠꯇ꯭ꯔꯒ ꯃꯁꯥꯒꯤ ꯑꯣꯏꯖꯕ ꯊꯤꯗꯅ ꯐꯥꯎꯔꯀꯄ ꯃꯇꯝꯗ ꯊꯦꯡꯅꯔꯤꯕ ꯋꯥꯈꯜꯂꯣꯟꯁꯤꯡ ꯑꯗꯨ ꯐꯣꯡꯗꯣꯛꯏ ꯫